ꯏꯟꯇꯤꯂꯤꯖꯦꯟꯁ ꯃꯦꯁꯤꯟ ꯂꯔꯅꯤꯡꯗ ꯃꯁꯛ ꯊꯣꯛꯄ ꯑꯍꯣꯡꯕ ꯀꯌꯥ ꯂꯥꯛꯈ꯭ꯔꯦ, ꯃꯁꯤꯅ ꯏꯃꯦꯖꯁꯤꯡꯗ ꯑꯣꯕꯖꯦꯛꯇꯥ ꯔꯤꯀꯣꯒꯅꯤꯁꯟ ꯑꯃꯁꯨꯡ ꯋꯥꯔꯦꯞ ꯂꯧꯕ ꯑꯣꯇꯣꯃꯦꯁꯟꯒꯨꯝꯕ ꯂꯝꯁꯤꯡꯗꯥ ꯄ꯭ꯔꯥꯛꯇꯤꯀꯦꯜ ꯑꯣꯏꯅ ꯁꯤꯖꯤꯟꯅꯕ ꯌꯥꯍꯜꯂꯦ꯫ ꯇꯦꯛꯁ ꯑꯃ ꯄꯤꯔꯒ, ꯁꯣꯃꯥꯔꯤ ꯑꯃ ꯑꯥꯎꯠꯄꯨꯠ ꯇꯧ꯫ ꯄꯨꯟꯁꯤ ꯑꯁꯤ ꯈꯣꯡꯆꯠ ꯑꯃꯗꯤ ꯆꯥꯎꯈꯠꯄ ꯑꯃꯁꯨꯡ ꯑꯍꯣꯡꯕ ꯄꯨꯔꯛꯄꯒꯤ ꯊꯧꯑꯣꯡ ꯑꯃ ꯑꯣꯏꯅ ꯎꯕ ꯌꯥꯏ꯫ ꯄꯨꯟꯁꯤ ꯑꯁꯤ ꯆꯥꯎꯈꯠꯄ ꯑꯃꯁꯨꯡ ꯑꯍꯣꯡꯕ ꯄꯨꯔꯛꯄꯒꯤ ꯈꯣꯡꯆꯠ ꯑꯃꯅꯤ꯫। ꯑꯩꯈꯣꯏꯒꯤ ꯀꯝꯄꯦꯅꯤꯅ ꯆꯍꯤ ꯑꯅꯤꯒꯤ ꯑꯣꯏꯕ ꯃꯤꯐꯝ ꯑꯃ ꯀꯔꯤꯒꯤꯗꯃꯛꯇꯥ ꯑꯦꯗꯣꯞ ꯇꯧꯒꯗꯒꯦ ꯍꯥꯏꯕꯗꯨ ꯁꯟꯗꯣꯛꯅ ꯇꯥꯛꯄ ꯊꯥꯖꯕꯥꯥ ꯌꯥꯕ ꯋꯐꯝ ꯑꯃ ꯁꯦꯝꯃꯨ꯫ ꯌꯥꯝꯅ ꯊꯨꯅ ꯆꯥꯎꯈꯠꯂꯛꯂꯤꯕ ꯏꯟꯇꯔꯄ꯭ꯔꯥꯏꯖ ꯑꯃ ꯑꯣꯏꯅ ꯑꯩꯈꯣꯏꯒꯤ ꯀꯝꯄꯦꯅꯤꯅ ꯑꯩꯈꯣꯏꯒꯤ ꯄ꯭ꯔꯣꯒ꯭ꯔꯦꯁ ꯑꯗꯨꯕꯨ ꯂꯦꯞꯇꯥꯅ ꯑꯦꯁꯦꯁ ꯇꯧꯕ ꯑꯃꯁꯨꯡ ꯇꯨꯡꯒꯤꯗꯃꯛ ꯄꯥꯟꯗꯝꯁꯤꯡ ꯊꯝꯕ ꯑꯁꯤ ꯌꯥꯝꯅ ꯃꯔꯨꯑꯣꯏ꯫ ꯊꯧꯑꯣꯡ ꯑꯁꯤꯕꯨ ꯑꯣꯞꯇꯤꯃꯥꯏꯖ ꯇꯧꯅꯕꯒꯤꯗꯃꯛ ꯑꯩꯍꯥꯛꯅ ꯄ꯭ꯔꯄꯣꯖ ꯇꯧꯔꯤ ꯃꯗꯨꯗꯤ ꯑꯩꯈꯣꯏꯒꯤ ꯀꯝꯄꯦꯅꯤꯅ ꯆꯍꯤ ꯑꯅꯤꯒꯤ ꯑꯣꯏꯕ ꯃꯤꯐꯝ ꯑꯃ ꯑꯦꯗꯣꯞ ꯇꯧꯒꯗꯕꯅꯤ꯫ ꯃꯁꯤꯅ ꯀꯝꯄꯦꯅꯤ ꯑꯃ ꯑꯣꯏꯅ ꯑꯩꯈꯣꯏꯒꯤ ꯃꯥꯏꯄꯥꯛꯄꯗꯥ ꯀꯥꯟꯅꯕ ꯄꯤꯕꯒꯤ ꯃꯔꯝ ꯀꯌꯥ ꯂꯩꯔꯤ꯫ ꯑꯍꯥꯟꯕ ꯑꯃꯁꯨꯡ ꯑꯔꯣꯏꯕ ꯑꯣꯏꯅ, ꯆꯍꯤ ꯑꯅꯤꯒꯤ ꯑꯣꯏꯕ ꯃꯤꯐꯝ ꯑꯃ ꯄꯥꯡꯊꯣꯛꯄꯅꯥ ꯑꯩꯈꯣꯏꯒꯤ ꯄ꯭ꯔꯣꯒ꯭ꯔꯦꯁꯀꯤ ꯃꯇꯥꯡꯗ ꯂꯦꯞꯄ ꯂꯩꯇꯅ ꯋꯈꯜ ꯈꯟꯕ ꯉꯝꯍꯟꯒꯅꯤ ꯑꯃꯁꯨꯡ ꯀꯔꯤꯅꯥ ꯊꯕꯛ ꯇꯧꯗꯨꯅ ꯂꯥꯛꯂꯤ ꯑꯃꯁꯨꯡ ꯀꯔꯤ ꯇꯧꯈꯤꯗ꯭ꯔꯤꯕꯒꯦ ꯍꯥꯏꯕꯗꯨ ꯌꯦꯡꯁꯤꯟꯕ ꯉꯝꯒꯅꯤ꯫ ꯆꯍꯤ ꯑꯃꯗ ꯃꯤꯐꯝ ꯑꯅꯤ ꯄꯥꯡꯊꯣꯛꯇꯨꯅ ꯑꯈꯣꯏꯅ ꯊꯦꯡꯉꯗꯕ ꯋꯐꯝ ꯑꯃꯠꯇꯥ ꯍꯦꯟꯅ ꯐꯅꯥ ꯌꯦꯡꯁꯤꯟꯕ ꯉꯝꯒꯅꯤ ꯑꯃꯁꯨꯡ ꯃꯗꯨꯕꯨ ꯊꯦꯡꯅꯕ ꯃꯇꯝ ꯂꯦꯞꯄꯥ ꯉꯝꯒꯅꯤ꯫ ꯃꯁꯤꯅ ꯑꯩꯈꯣꯏꯅ ꯍꯦꯟꯅ ꯏꯐꯤꯁꯤꯌꯦꯟꯇ ꯑꯣꯏꯅ ꯊꯕꯛ ꯇꯧꯕ ꯉꯝꯍꯟꯒꯅꯤ ꯑꯃꯁꯨꯡ ꯑꯩꯈꯣꯏꯒꯤ ꯄꯥꯟꯗꯝꯁꯤꯡ ꯌꯥꯝꯅ ꯊꯨꯅ ꯐꯪꯍꯟꯕ ꯉꯝꯒꯅꯤ꯫ ꯃꯁꯤꯗ ꯅꯠꯇꯅꯥ ꯆꯍꯤ ꯑꯅꯤꯒꯤ ꯑꯣꯏꯕ ꯃꯤꯐꯝꯁꯤꯡ ꯑꯁꯤꯅ ꯑꯩꯈꯣꯏꯒꯤ ꯇꯤꯝꯅ ꯄꯨꯟꯅ ꯂꯥꯛꯃꯤꯟꯅꯕ ꯑꯃꯁꯨꯡ ꯀꯝꯄꯦꯅꯤ ꯑꯁꯤꯒꯤ ꯃꯤꯠꯌꯦꯡ, ꯄꯥꯟꯗꯝꯁꯤꯡ ꯑꯃꯁꯨꯡ ꯏꯁꯇ꯭ꯔꯦꯇꯦꯖꯤꯁꯤꯡꯒꯥ ꯂꯣꯏꯅꯥꯅ ꯆꯠꯃꯤꯟꯅꯕꯒꯤ ꯈꯨꯗꯣꯡꯆꯥꯕ ꯑꯃ ꯄꯤꯒꯅꯤ꯫ ꯑꯩꯈꯣꯏꯒꯤ ꯌꯥꯝꯅ ꯊꯋꯥꯏ ꯌꯥꯎꯕ ꯃꯇꯝ ꯑꯃꯁꯨꯡ ꯄ꯭ꯔꯣꯖꯦꯛ ꯀꯌꯥ ꯑꯁꯤꯅ ꯑꯆꯧꯕ ꯋꯥꯐꯝ ꯑꯁꯤꯗꯒꯤ ꯂꯥꯞꯊꯣꯛꯄ ꯑꯁꯤ ꯌꯥꯝꯅ ꯂꯥꯏ꯫ ꯆꯍꯤ ꯑꯅꯤꯒꯤ ꯑꯣꯏꯕ ꯃꯤꯐꯝ ꯑꯃꯅ ꯑꯩꯈꯣꯏꯗ ꯑꯃꯨꯛ ꯍꯟꯅꯥ ꯁꯝꯅꯍꯟꯅꯕ, ꯑꯩꯈꯣꯏꯒꯤ ꯋꯥꯈꯜꯂꯣꯟꯁꯤꯡ ꯑꯃꯁꯨꯡ ꯋꯥꯈꯜꯂꯣꯟꯁꯤꯡ ꯁꯤꯌꯔ ꯇꯧꯅꯕ, ꯑꯃꯁꯨꯡ ꯑꯩꯈꯣꯏ ꯄꯨꯝꯅꯃꯛꯅ ꯆꯞ ꯃꯥꯟꯅꯕ ꯄꯥꯟꯗꯝꯁꯤꯡꯒꯤ ꯃꯥꯏꯀꯩꯗ ꯊꯕꯛ ꯇꯧꯔꯤ ꯍꯥꯏꯕ ꯁꯣꯏꯗꯅ ꯈꯪꯍꯟꯒꯅꯤ꯫ ꯑꯔꯣꯏꯕꯗ, ꯆꯍꯤ ꯑꯅꯤꯒꯤ ꯑꯣꯏꯕ ꯃꯤꯐꯝ ꯑꯃ ꯄꯥꯡꯊꯣꯛꯄꯥ ꯑꯁꯤꯅ ꯀꯝꯄꯦꯅꯤ ꯑꯃ ꯑꯣꯏꯅ ꯂꯦꯞꯇꯅꯥ ꯑꯍꯣꯡꯕ ꯄꯨꯔꯛꯅꯕ ꯑꯩꯈꯣꯏꯒꯤ ꯋꯥꯁꯛ ꯑꯗꯨ ꯎꯠꯂꯒꯅꯤ꯫ ꯃꯁꯤꯅ ꯑꯩꯈꯣꯏꯒꯤ ꯏꯃꯞꯂꯣꯌꯤꯁꯤꯡ, ꯀꯁꯇꯥꯃꯔꯁꯤꯡ, ꯑꯃꯁꯨꯡ ꯁ꯭ꯇꯦꯛꯍꯣꯜꯗꯔꯁꯤꯡꯗ ꯑꯩꯈꯣꯏꯒꯤ ꯄ꯭ꯔꯣꯒ꯭ꯔꯦꯁꯀꯤ ꯃꯇꯥꯡꯗ ꯋꯥꯈꯜ ꯇꯥꯍꯟꯅꯕ, ꯑꯦꯛꯇꯤꯚ ꯑꯣꯏꯅ ꯐꯤꯗꯕꯦꯛ ꯂꯧꯅꯕ, ꯑꯃꯁꯨꯡ ꯃꯈꯣꯏꯒꯤ ꯗꯔꯀꯥꯔ ꯑꯣꯏꯕꯁꯤꯡ ꯑꯗꯨ ꯍꯦꯟꯅ ꯐꯅꯥ ꯐꯪꯍꯟꯅꯕ ꯃꯊꯧ ꯇꯥꯕ ꯑꯍꯣꯡꯕꯁꯤꯡ ꯄꯨꯔꯛꯅꯕꯥ ꯀꯠꯊꯣꯛꯂꯤ ꯍꯥꯏꯕ ꯎꯠꯂꯒꯅꯤ꯫ ꯂꯣꯏꯁꯤꯜꯂꯛꯄꯗ, ꯆꯍꯤ ꯑꯅꯤꯒꯤ ꯑꯣꯏꯕ ꯃꯤꯐꯝ ꯑꯃ ꯑꯦꯗꯣꯞ ꯇꯧꯕ ꯑꯁꯤ ꯑꯩꯈꯣꯏꯒꯤ ꯀꯝꯄꯦꯅꯤꯒꯤ ꯀꯜꯆꯔ ꯑꯃꯁꯨꯡ ꯊꯧꯑꯣꯡꯁꯤꯡꯗ ꯃꯃꯜ ꯌꯥꯝꯂꯕ ꯑꯍꯦꯟꯕ ꯑꯃ ꯑꯣꯏꯒꯅꯤ꯫ ꯃꯁꯤꯅ ꯑꯩꯈꯣꯏꯕꯨ ꯍꯦꯟꯅ ꯏꯐꯤꯁꯤꯌꯦꯟꯇ ꯑꯣꯏꯅ ꯊꯕꯛ ꯇꯧꯕ ꯉꯝꯍꯟꯒꯅꯤ, ꯑꯩꯈꯣꯏꯒꯤ ꯇꯤꯝꯕꯨ ꯑꯦꯂꯥꯏꯟ ꯇꯧꯕ ꯉꯝꯍꯟꯒꯅꯤ ꯑꯃꯁꯨꯡ ꯑꯐꯕ ꯊꯕꯛ ꯇꯧꯅꯕ ꯑꯩꯈꯣꯏꯒꯤ ꯋꯥꯁꯛ ꯑꯗꯨ ꯎꯠꯄꯥ ꯉꯝꯒꯅꯤ꯫ ꯑꯩꯈꯣꯏꯒꯤ ꯃꯈꯥ ꯇꯥꯅ ꯃꯥꯏꯄꯥꯛꯄ ꯁꯣꯏꯗꯅ ꯐꯪꯍꯟꯕꯗ ꯃꯇꯦꯡ ꯄꯥꯡꯅꯕ ꯑꯩꯈꯣꯏꯅ ꯑꯍꯣꯡꯕ ꯑꯁꯤ ꯄꯨꯔꯛꯅꯕ ꯑꯩꯍꯥꯛꯅ ꯑꯀꯟꯕ ꯋꯥꯐꯝ ꯊꯝꯂꯤ꯫ ꯄꯤꯔꯤꯕ ꯏꯁꯩꯒꯤ ꯁꯔꯨꯛꯁꯤꯡꯒꯤ ꯁꯝꯖꯤꯟꯅꯐꯝ ꯑꯃ ꯏꯕꯤꯌꯨ꯫ ꯏꯁꯩ ꯑꯁꯤꯅ ꯑꯩꯈꯣꯏꯒꯤ ꯑꯀꯤꯕ ꯑꯃꯁꯨꯡ ꯑꯁꯣꯏ-ꯑꯉꯥꯝ ꯌꯥꯎꯗꯕꯥ ꯊꯦꯡꯅꯕꯒꯤ ꯃꯔꯨꯑꯣꯏꯕꯒꯤ ꯃꯇꯥꯡꯗ ꯉꯥꯡꯂꯤ꯫ ꯑꯋꯥꯕ ꯇꯥꯔꯛꯄ ꯃꯇꯝꯗꯁꯨ ꯑꯩꯈꯣꯏꯕꯨ ꯃꯄꯥꯡꯒꯜ ꯀꯟꯕ ꯑꯃꯁꯨꯡ ꯑꯆꯦꯠꯄꯥ ꯑꯣꯏꯅꯕ ꯄꯨꯛꯅꯤꯡ ꯊꯧꯒꯠꯂꯤꯕ ꯄꯨꯛꯅꯤꯡ ꯊꯧꯒꯠꯅꯤꯡꯉꯥꯏ ꯑꯣꯏꯕ ꯏꯁꯩꯅꯤ꯫ ꯃꯁꯤꯅꯥ ꯑꯩꯈꯣꯏꯕꯨ ꯃꯤ ꯊꯤꯡꯖꯤꯜꯂꯤꯕꯥ ꯋꯥꯐꯃꯁꯤꯡ ꯑꯃꯁꯨꯡ ꯑꯩꯈꯣꯏ ꯏꯁꯥꯕꯨ ꯂꯧꯁꯤꯟꯕꯅ ꯁꯤꯡꯅꯕꯁꯤꯡ ꯑꯁꯤ ꯃꯥꯏꯊꯤꯕ ꯄꯤꯅꯕ ꯃꯇꯧ ꯀꯔꯝꯅ ꯁꯛꯇꯤ ꯄꯤꯕꯒꯦ ꯍꯥꯏꯕꯒꯤ ꯃꯇꯥꯡꯗꯁꯨ ꯋꯥꯈꯜ ꯈꯟꯕ ꯉꯝꯍꯜꯂꯤ꯫ ꯏꯁꯩ ꯑꯁꯤꯅ ꯑꯀꯤꯕ ꯑꯃꯁꯨꯡ ꯑꯁꯣꯏ-ꯑꯉꯥꯝ ꯌꯥꯎꯗꯕ ꯊꯦꯡꯅꯕ, ꯃꯄꯥꯡꯒꯜ ꯀꯟꯅ ꯂꯩꯕ ꯑꯃꯁꯨꯡ ꯑꯋꯥꯕ ꯇꯥꯔꯕ ꯃꯇꯝꯗ ꯂꯦꯞꯄ ꯂꯩꯇꯅ ꯍꯣꯠꯅꯕꯗ ꯑꯀꯟꯕ ꯋꯥꯐꯝ ꯊꯝꯂꯤ꯫ ꯃꯁꯤꯅ ꯁꯤꯡꯅꯕꯁꯤꯡ ꯃꯥꯏꯊꯤꯕ ꯄꯤꯅꯕꯒꯤ ꯈꯨꯠꯂꯥꯏ ꯑꯃ ꯑꯣꯏꯅ ꯃꯁꯥꯅ ꯃꯁꯥꯕꯨ ꯂꯧꯁꯤꯟꯖꯕ ꯑꯗꯨ ꯐꯣꯡꯗꯣꯛꯂꯤ꯫